ꯑꯥꯏꯄꯦꯗ ꯑꯁꯤ ꯂꯦꯞꯇꯣꯞ ꯀꯝꯄ꯭ꯌꯨꯇꯔꯒ ꯀꯔꯝꯕ ꯃꯑꯣꯡꯗ ꯃꯥꯟꯅꯕꯒꯦ? ꯑꯥꯏꯄꯦꯗ ꯑꯃꯗꯤ ꯂꯦꯞꯇꯣꯞ ꯀꯝꯄ꯭ꯌꯨꯇꯔ ꯑꯁꯤ ꯃꯑꯣꯡ ꯀꯌꯥꯗ ꯃꯥꯟꯅꯩ꯫ ꯑꯅꯤꯃꯛ ꯑꯁꯤ ꯄꯣꯔꯇꯦꯕꯜ ꯗꯤꯚꯥꯏꯁꯁꯤꯡꯅꯤ ꯃꯗꯨꯅ ꯌꯨꯖꯔꯁꯤꯡꯅ ꯇꯣꯉꯥꯟ-ꯇꯣꯉꯥꯟꯕ ꯊꯕꯛꯁꯤꯡ, ꯍꯥꯏꯕꯗꯤ ꯏꯟꯇꯔꯅꯦꯠ ꯕ꯭ꯔꯥꯎꯖ ꯇꯧꯕ, ꯏꯃꯦꯏꯜ ꯊꯥꯕ, ꯑꯃꯁꯨꯡ ꯗꯣꯀ꯭ꯌꯨꯃꯦꯟꯠꯁꯤꯡ ꯁꯦꯝꯕ ꯌꯥꯍꯜꯂꯤ꯫ ꯃꯈꯣꯏ ꯑꯅꯤꯃꯛ ꯑꯁꯤ ꯃꯁꯤꯡ ꯌꯥꯝꯂꯕ ꯑꯦꯄ꯭ꯂꯤꯀꯦꯁꯟꯁꯤꯡ ꯁꯄꯣꯔꯠ ꯇꯧꯕ ꯑꯣꯄꯔꯦꯇꯤꯡ ꯁꯤꯁ꯭ꯇꯦꯝ ꯑꯃꯗ ꯆꯪꯏ, ꯑꯃꯁꯨꯡ ꯃꯁꯤꯗ ꯀꯦꯃꯦꯔꯥ, ꯃꯥꯏꯀ꯭ꯔꯣꯐꯣꯟ, ꯑꯃꯁꯨꯡ ꯁ꯭ꯄꯤꯀꯔꯒꯨꯝꯕ ꯐꯤꯆꯔꯁꯤꯡ ꯌꯥꯎꯔꯤ꯫ ꯗꯤꯚꯥꯏꯁ ꯑꯅꯤꯃꯛꯇ ꯏꯟꯄꯨꯠꯀꯤꯗꯃꯛꯇ ꯇꯆꯁꯀ꯭ꯔꯤꯟ ꯂꯩ, ꯑꯗꯨꯕꯨ ꯃꯍꯧꯁꯥꯅ ꯂꯦꯞꯇꯣꯞꯁꯤꯡꯗ ꯐꯤꯖꯤꯀꯦꯜ ꯀꯤꯕꯣꯔꯗ ꯑꯃꯁꯨꯡ ꯇꯆꯄꯦꯗ ꯅꯠꯇ꯭ꯔꯒ ꯃꯥꯎꯁꯁꯨ ꯂꯩ꯫ ꯍꯥꯔꯗꯋꯦꯌꯔꯒꯤ ꯃꯇꯥꯡꯗ ꯍꯥꯏꯔꯕꯗ, ꯑꯥꯏꯄꯦꯗ ꯑꯃꯁꯨꯡ ꯂꯦꯞꯇꯣꯞꯁꯤꯡꯗ ꯄ꯭ꯔꯣꯁꯦꯁꯔ, ꯃꯦꯃꯣꯔꯤ ꯁ꯭ꯇꯣꯔꯦꯖ, ꯑꯃꯁꯨꯡ ꯕꯦꯠꯇꯔꯤ ꯂꯥꯏꯐ ꯂꯩ ꯃꯗꯨꯅ ꯃꯈꯣꯏꯕꯨ ꯊꯕꯛꯁꯤꯡ ꯌꯥꯝꯅ ꯊꯨꯅ ꯄꯥꯡꯊꯣꯛꯄ ꯉꯝꯍꯜꯂꯤ꯫ ꯑꯄꯨꯟꯕ ꯑꯣꯏꯅ ꯑꯥꯏꯄꯦꯗ ꯑꯃꯁꯨꯡ ꯂꯦꯞꯇꯣꯞꯁꯤꯡꯅ ꯃꯥꯟꯅꯕ ꯀꯌꯥ ꯑꯃ ꯁꯦꯌꯔ ꯇꯧꯏ ꯃꯗꯨꯅ ꯃꯈꯣꯏꯕꯨ ꯃꯥꯟꯅꯕ ꯊꯕꯛꯁꯤꯡ ꯄꯥꯡꯊꯣꯛꯄ ꯉꯝꯍꯜꯂꯤ, ꯑꯗꯨꯝ ꯑꯣꯏꯅꯃꯛ ꯃꯈꯣꯏ ꯈꯨꯗꯤꯡꯃꯛꯀꯤ ꯃꯁꯥꯒꯤ ꯑꯣꯏꯕ ꯑꯈꯟꯅꯕ ꯈꯨꯗꯣꯡꯆꯥꯕ ꯑꯃꯁꯨꯡ ꯌꯨꯖꯔ ꯀꯦꯁ ꯂꯩ꯫ ꯉꯁꯤ ꯄꯥꯎꯗ ꯊꯣꯛꯈꯤꯕꯁꯤꯡ ꯑꯗꯨ ꯁꯝꯖꯤꯟꯅꯕꯤꯌꯨ꯫ ꯑꯥꯔꯇꯤꯐꯤꯁꯦꯜ ꯏꯟꯇꯤꯂꯤꯖꯦꯟꯠ ꯒꯤ ꯂꯣꯜꯒꯤ ꯃꯣꯗꯦꯜ ꯑꯃ ꯑꯣꯏꯅ ꯑꯩꯍꯥꯛꯅ ꯍꯧꯖꯤꯛ ꯂꯩꯔꯤꯕ ꯄꯥꯎꯒꯤ ꯁꯣꯔꯁꯁꯤꯡ ꯑꯁꯤ ꯔꯤꯑꯦꯜ-ꯇꯥꯏꯝꯗ ꯑꯦꯛꯁꯦꯁ ꯇꯧꯕ ꯉꯝꯗꯦ, ꯃꯔꯝ ꯑꯗꯨꯅ ꯑꯗꯣꯝꯅ ꯋꯥꯍꯪ ꯑꯁꯤ ꯍꯪꯈꯤꯕ ꯑꯀꯛꯅꯕ ꯅꯨꯃꯤꯠ ꯑꯗꯨꯗ ꯀꯔꯤ ꯊꯣꯛꯈꯤꯕꯒꯦ ꯍꯥꯏꯕꯗꯨ ꯑꯩꯍꯥꯛꯅ ꯍꯥꯏꯕ ꯉꯝꯗꯦ꯫ ꯆꯥꯟꯕꯤꯗꯨꯅ ꯄꯥꯎꯒꯤ ꯁꯣꯔꯁ, ꯇꯥꯡ ꯅꯠꯇ꯭ꯔꯒ ꯍꯤꯔꯝ ꯑꯁꯤꯒꯤ ꯃꯇꯥꯡꯗ ꯑꯍꯦꯟꯕ ꯏꯟꯐꯣꯔꯃꯦꯁꯟ ꯄꯤꯕꯤꯔꯛꯄ ꯌꯥꯒꯗꯕ꯭ꯔꯥ? ꯃꯈꯥꯗ ꯄꯤꯔꯤꯕ ꯋꯥꯍꯩ ꯑꯁꯤ ꯍꯔꯥꯎꯕ, ꯅꯨꯡꯉꯥꯏꯇꯕ ꯅꯠꯇ꯭ꯔꯒ ꯅ꯭ꯌꯨꯠꯔꯤꯁꯟ ꯇꯥꯛꯄ ꯑꯣꯏꯅ ꯀ꯭ꯂꯥꯁꯤꯐꯥꯏ ꯇꯧ꯫ ꯉꯁꯤ ꯑꯩꯍꯥꯛ ꯅꯨꯡꯉꯥꯏꯕ ꯐꯥꯎꯏ꯫ ꯅꯨꯡꯉꯥꯏꯕ ꯁꯍꯔ ꯑꯁꯤꯒꯤ ꯃꯁꯛ ꯇꯥꯛꯄ ꯑꯁꯤ ꯍꯦꯟꯅ ꯐꯣꯔꯃꯦꯜ ꯑꯣꯏꯕ ꯃꯑꯣꯡꯗ ꯑꯃꯨꯛ ꯍꯟꯅ ꯏꯕꯤꯌꯨ꯫ ꯁꯍꯔ ꯑꯁꯤ ꯑꯉꯛꯄ ꯑꯃꯗꯤ ꯏꯅꯔꯖꯤꯅ ꯊꯜꯂꯕ ꯃꯐꯝ ꯑꯃꯅꯤ ꯑꯃꯁꯨꯡ ꯑꯆꯧꯕ ꯊꯕꯛ ꯀꯌꯥ ꯑꯃ ꯆꯠꯊꯔꯤ꯫ ꯁꯍꯔ ꯑꯁꯤꯅ ꯑꯉꯛꯄ ꯑꯦꯝꯕꯤꯌꯟꯁ ꯑꯃ ꯎꯠꯂꯤ ꯑꯃꯁꯨꯡ ꯑꯋꯥꯡꯕ ꯊꯥꯛꯀꯤ ꯋꯥꯏꯇꯦꯂꯤꯇꯤꯒꯤ ꯃꯁꯛ ꯇꯥꯛꯂꯤ, ꯃꯁꯤꯗ ꯑꯈꯟꯅꯕ ꯊꯧꯗꯣꯛꯁꯤꯡ ꯑꯃꯁꯨꯡ ꯊꯕꯛ ꯊꯧꯔꯝꯁꯤꯡ ꯀꯌꯥ ꯑꯃ ꯂꯦꯞꯄ ꯂꯩꯇꯅ ꯊꯣꯛꯏ꯫ ꯅꯨꯄꯥꯁꯤꯡꯒꯤ ꯈ꯭ꯋꯥꯏꯗꯒꯤ ꯀꯃꯟ ꯑꯣꯏꯕ ꯍꯦꯌꯔꯁ꯭ꯇꯥꯏꯜ ꯑꯗꯨ ꯑꯩꯉꯣꯟꯗ ꯍꯥꯏꯕꯤꯌꯨ꯫ ꯅꯨꯄꯥꯁꯤꯡꯒꯤ ꯑꯣꯏꯅ ꯈ꯭ꯋꯥꯏꯗꯒꯤ ꯀꯃꯟ ꯑꯣꯏꯕ ꯍꯦꯌꯔꯁ꯭ꯇꯥꯏꯜꯗꯤ ꯃꯊꯛꯇ ꯍꯦꯟꯅ ꯁꯥꯡꯕ ꯍꯦꯌꯔ ꯕꯦꯛ ꯑꯃꯁꯨꯡ ꯁꯥꯏꯗꯁꯤꯡꯅꯤ꯫ ꯁꯣꯔꯠ ꯇꯦꯄꯔ, ꯐꯦꯗ ꯅꯠꯇ꯭ꯔꯒ ꯑꯟꯗꯔꯀꯠ ꯍꯥꯏꯅ ꯈꯪꯅꯕ ꯃꯇꯝ ꯀꯨꯏꯅ ꯆꯠꯄ ꯃꯑꯣꯡ ꯑꯁꯤꯅ ꯃꯥꯏꯀꯩ ꯑꯃꯁꯨꯡ ꯃꯇꯨꯡꯗ ꯍꯦꯟꯅ ꯀꯨꯞꯁꯤꯜꯂꯕ ꯑꯃꯁꯨꯡ ꯃꯊꯛꯇ ꯍꯦꯟꯅ ꯁꯥꯡꯅ ꯊꯝꯕ ꯆꯨꯝꯅꯒꯤ ꯐꯤꯆꯔꯁꯤꯡ ꯌꯥꯎꯔꯤ꯫ ꯃꯊꯛꯇ ꯂꯩꯕ ꯆꯨꯝꯅꯒꯤ ꯂꯦꯡꯖꯨꯝ ꯑꯁꯤ ꯈꯦꯠꯅꯕ ꯌꯥꯏ, ꯑꯃꯁꯨꯡ ꯃꯈꯜ ꯀꯌꯥꯒꯤ ꯃꯑꯣꯡꯗ ꯁ꯭ꯇꯥꯏꯜ ꯇꯧꯕ ꯌꯥꯏ, ꯃꯈꯣꯏ ꯑꯗꯨꯗꯤ ꯂꯦꯡꯗꯅ ꯂꯩꯕ, ꯕ꯭ꯔꯁ ꯇꯧꯕ ꯅꯠꯇ꯭ꯔꯒ ꯁꯥꯏꯗ ꯄꯥꯔꯠ ꯑꯃꯗ ꯇꯧꯕ ꯌꯥꯏ꯫ ꯃꯁꯤꯒꯤ ꯂꯨꯛ ꯑꯁꯤ ꯌꯥꯝꯅ ꯁꯤꯖꯤꯟꯅꯕ ꯌꯥꯏ ꯑꯃꯁꯨꯡ ꯇꯣꯉꯥꯟ ꯇꯣꯉꯥꯟꯕ ꯆꯨꯒꯤ ꯃꯈꯜꯁꯤꯡ ꯑꯃꯁꯨꯡ ꯐꯦꯁ ꯃꯑꯣꯡꯁꯤꯡꯒ ꯂꯣꯏꯅꯅ ꯊꯕꯛ ꯇꯧꯕ ꯌꯥꯏ꯫ ꯇꯦꯛ ꯁ꯭ꯇꯥꯔꯠꯑꯞ ꯑꯃꯗ ꯊꯕꯛꯀꯤ ꯑꯀꯣꯏꯔꯣꯟꯒꯤ ꯑꯄꯨꯅꯕ ꯐꯤꯚꯝ ꯑꯗꯨ ꯐꯣꯡꯗꯣꯛꯎ꯫ ꯇꯦꯛ ꯁ꯭ꯇꯥꯔꯠꯑꯞ ꯑꯃꯗ ꯊꯕꯛ ꯇꯧꯕꯒꯤ ꯑꯀꯣꯏꯕ ꯑꯁꯤ ꯑꯌꯥꯝꯕꯅ ꯗꯥꯏꯅꯥꯃꯤꯛ ꯑꯣꯏꯕ, ꯈꯣꯡꯖꯦꯜ ꯌꯥꯡꯅ ꯆꯠꯄ ꯑꯃꯁꯨꯡ ꯏꯅꯔꯖꯤ ꯂꯩꯕ ꯑꯣꯏ꯫ ꯇꯤꯝ ꯑꯁꯤꯅ ꯑꯅꯧꯕ ꯋꯥꯈꯜꯂꯣꯟ ꯑꯃ ꯄꯨꯟꯁꯤꯗ ꯄꯨꯔꯛꯅꯕꯒꯤ ꯃꯥꯏꯀꯩꯗ ꯊꯕꯛ ꯇꯧꯔꯤꯉꯩꯗ ꯅꯨꯡꯁꯤꯠꯇ ꯅꯨꯡꯉꯥꯏꯕꯒꯤ ꯋꯥꯈꯜꯂꯣꯟ ꯑꯃ ꯂꯥꯛꯂꯤ꯫ ꯑꯦꯠꯃꯣꯁ꯭ꯐꯤꯌꯔ ꯑꯁꯤ ꯄꯨꯟꯅ ꯊꯕꯛ ꯇꯧꯃꯤꯟꯅꯕꯅꯤ ꯑꯃꯁꯨꯡ ꯇꯤꯝ ꯃꯦꯝꯕꯔꯁꯤꯡꯅ ꯑꯌꯥꯝꯕꯅ ꯃꯈꯣꯏꯒꯤ ꯊꯕꯛ ꯑꯃꯁꯨꯡ ꯀꯝꯄꯦꯅꯤꯒꯤ ꯃꯤꯁꯟꯒꯤ ꯃꯇꯥꯡꯗ ꯌꯥꯝꯅ ꯊꯋꯥꯏ ꯌꯥꯎꯏ꯫ ꯁ꯭ꯇꯥꯔꯠꯑꯞ ꯑꯁꯤꯅ ꯆꯥꯎꯈꯠꯅꯕ ꯑꯃꯁꯨꯡ ꯄꯥꯟꯗꯝꯁꯤꯡ ꯐꯪꯅꯕ ꯍꯣꯠꯅꯕꯗ ꯈꯨꯗꯛꯀꯤ ꯑꯣꯏꯕ ꯋꯥꯈꯜꯂꯣꯟ ꯑꯃꯁꯨ ꯂꯩꯔꯤ꯫ ꯃꯁꯤꯒꯤ ꯑꯀꯣꯏꯕꯒꯤ ꯐꯤꯕꯝ ꯑꯁꯤ ꯃꯇꯝ ꯈꯔꯗ ꯍꯥꯏ-ꯄ꯭ꯔꯦꯁꯔ ꯑꯃꯁꯨꯡ ꯁꯤꯡꯅꯕ ꯑꯣꯏꯕ ꯌꯥꯏ, ꯑꯗꯨꯕꯨ ꯃꯁꯤꯅ ꯊꯥꯖꯕ ꯌꯥꯗꯕ ꯃꯑꯣꯡꯗ ꯃꯅꯥ ꯄꯤꯕꯁꯨ ꯌꯥꯏ ꯃꯔꯝꯗꯤ ꯇꯤꯝ ꯑꯁꯤꯅ ꯑꯊꯤꯡꯕꯁꯤꯡ ꯃꯥꯏꯊꯤꯕ ꯄꯤꯔꯤ ꯑꯃꯁꯨꯡ ꯑꯣꯏꯊꯣꯛꯄ ꯌꯥꯕꯁꯤꯡꯒꯤ ꯉꯝꯈꯩꯁꯤꯡ ꯊꯨꯒꯥꯏꯔꯤ꯫ ꯑꯄꯨꯟꯕ ꯑꯣꯏꯅ ꯇꯦꯛ ꯁ꯭ꯇꯥꯔꯠꯑꯞ ꯑꯃꯗ ꯊꯕꯛ ꯇꯧꯕꯒꯤ ꯑꯀꯣꯏꯕꯁꯤ ꯑꯣꯞꯇꯤꯃꯤꯖꯝ, ꯀ꯭ꯔꯤꯌꯦꯇꯤꯕꯤꯇꯤ ꯑꯃꯁꯨꯡ ꯑꯇ‌ꯣꯞꯄ ꯌꯥꯕꯒꯤ ꯋꯥꯈꯜꯂꯣꯟ ꯑꯁꯤꯅ ꯃꯁꯛ ꯇꯥꯛꯂꯤ꯫